ꯑꯣꯗꯦꯁꯥ ꯃ꯭ꯌꯨꯖꯤꯌꯝ ꯑꯣꯐ ꯔꯤꯖꯅꯦꯜ ꯍꯤꯁ꯭ꯇꯔꯤ (ꯌꯨꯀ꯭ꯔꯦꯟꯒꯤ ꯂꯣꯟꯗꯥ ꯔꯣꯃꯥꯅꯥꯏꯖ ꯇꯧꯔꯕꯥ: ꯑꯣꯗꯦꯁ꯭ꯀꯤ ꯏꯁ꯭ꯇꯣꯔꯤꯀꯣ-ꯀ꯭ꯔꯥꯏꯖꯅꯥꯚꯆꯤ ꯃꯨꯖꯦꯏ) ꯑꯁꯤ ꯌꯨꯀ꯭ꯔꯦꯟꯒꯤ ꯑꯣꯗꯦꯁꯥꯗꯥ ꯂꯩꯕꯥ ꯄꯨꯋꯥꯔꯤꯒꯤ ꯃ꯭ꯌꯨꯖꯤꯌꯝ ꯑꯃꯅꯤ꯫ ꯃꯁꯤ ꯑꯣꯗꯦꯁꯥꯒꯤ ꯔꯤꯖꯅꯦꯜ ꯍꯤꯁ꯭ꯇꯔꯤꯗꯥ ꯀꯠꯊꯣꯛꯄꯅꯤ꯫ ꯃ꯭ꯌꯨꯖꯤꯌꯝ ꯑꯁꯤ ꯁꯍꯔ ꯑꯁꯤꯒꯤ ꯃꯅꯨꯡꯗꯥ ꯂꯩꯕꯥ, ꯐꯣꯔ ꯒꯚꯥꯅꯥꯌꯥ ꯁ꯭ꯇꯔꯤꯠꯇꯥ ꯂꯩꯕꯥ ꯄꯦꯂꯦꯁꯤꯑꯦꯜ ꯃꯦꯟꯁꯟꯗꯥ ꯂꯩ꯫ ꯃꯦꯟꯁꯟ ꯑꯁꯤ ꯏꯪ ꯂꯤꯁꯤꯡ ꯑꯃ ꯒ ꯆꯅꯤꯄꯥꯟ ꯍꯨꯝꯐꯨꯇꯔꯥ ꯇꯔꯨꯛꯇꯥ ꯑꯣꯗꯦꯁꯥꯒꯤ ꯑꯥꯔꯀꯤꯇꯦꯛꯆꯔ ꯐꯦꯂꯤꯛꯁ ꯒꯣꯅꯁꯤꯔꯣꯚꯁ꯭ꯀꯤꯅꯥ ꯏꯟꯗꯁ꯭ꯇꯔꯤꯌꯦꯜ ꯑꯃꯁꯨꯡ ꯀꯝꯃꯔꯁꯤꯑꯦꯜ ꯏꯂꯤꯇꯁꯤꯡꯒꯤ ꯑꯆꯧꯕꯥ ꯃꯤꯍꯨꯠ ꯑꯃꯥ ꯑꯣꯏꯔꯤꯕꯥ ꯑꯂꯦꯛꯖꯦꯟꯗꯔ ꯌꯥꯀꯣꯚꯂꯦꯚꯤꯆ ꯅꯣꯚꯤꯀꯣꯚꯒꯤꯗꯃꯛ ꯁꯥꯈꯤꯕꯅꯤ꯫ ꯅꯣꯚꯤꯀꯣꯚ ꯑꯁꯤ ꯑꯣꯗꯦꯁꯥꯒꯤ ꯂꯂꯣꯟꯕꯥ ꯏꯂꯤꯌꯥ ꯅꯣꯚꯤꯀꯣꯚꯀꯤ ꯃꯆꯥꯅꯨꯄꯥꯅꯤ, ꯃꯍꯥꯛ ꯑꯁꯤ ꯏꯪ ꯂꯤꯁꯤꯡ ꯑꯃ ꯆꯅꯤꯄꯥꯟ ꯇꯔꯨꯛꯇꯥ ꯂꯤꯡꯈꯠꯈꯤꯕꯥ ꯀꯦꯕꯜ ꯐꯦꯛꯇ꯭ꯔꯤ ꯑꯃꯒꯤ ꯃꯄꯨꯅꯤ꯫ꯃꯊꯛ ꯑꯅꯤꯒꯤ ꯃꯦꯟꯁꯟ ꯑꯁꯤꯒꯤ ꯑꯥꯔꯀꯤꯇꯦꯀꯆꯔ ꯑꯁꯤ ꯐꯦꯂꯤꯛꯁ ꯒꯣꯅꯁꯤꯑꯣꯔꯣꯚꯁ꯭ꯀꯤꯒꯤ ꯃꯃꯥꯡꯒꯤ ꯊꯕꯛꯁꯤꯡꯒꯨꯝꯅꯥ, ꯑꯔꯣꯏꯕꯥ ꯔꯦꯅꯦꯁꯥꯟꯁꯀꯤ ꯃꯑꯣꯡ ꯃꯇꯧꯗꯥ ꯌꯨꯝꯐꯝ ꯑꯣꯏꯕꯅꯤ, ꯂꯣꯢꯅꯅ ꯏꯇꯥꯂꯤꯒꯤ ꯑꯥꯔꯀꯤꯇꯦꯛꯆꯔꯒꯤ ꯍꯦꯔꯤꯇꯦꯖꯗꯒꯤ ꯂꯧꯊꯣꯛꯄ ꯄꯦꯇ꯭ꯔꯟ ꯑꯃꯁꯨꯡ ꯃꯣꯇꯤꯐꯁꯤꯡꯒꯤ ꯚꯦꯔꯤꯑꯦꯁꯟ ꯑꯃꯥꯅꯤ꯫ ꯐꯥꯎꯕꯗꯥ ꯑꯣꯗꯦꯁꯥꯗꯥ ꯃꯦꯟꯁꯟ ꯑꯁꯤ "ꯍꯥꯎꯁ ꯑꯣꯐ ꯅꯣꯚꯤꯀꯣꯚ" ꯍꯥꯢꯅ ꯈꯪꯅꯔꯝꯃꯤ, ꯑꯃꯁꯨꯡ ꯀꯨꯟꯁꯨꯕꯥ ꯆꯍꯤꯆꯥꯒꯤ ꯑꯍꯥꯟꯕ ꯁꯔꯨꯛꯇꯥ ꯁꯍꯔ ꯑꯁꯤꯅꯥ ꯂꯧꯁꯤꯟꯈꯤ꯫ ꯏꯪ ꯂꯤꯁꯤꯡ ꯑꯃ ꯒ ꯆꯃꯥꯄꯟ ꯇꯔꯦꯠꯇꯥ ꯌꯨꯝ ꯑꯁꯤ ꯀꯝꯃꯔꯁꯤꯑꯦꯜ ꯑꯣꯄꯔꯦꯁꯟ ꯑꯃꯥ ꯑꯣꯏꯔꯤꯕ ꯑꯣꯗꯦꯁꯥ ꯑꯦꯁꯦꯝꯕꯂꯤꯗꯥ ꯂꯤꯖ ꯇꯧꯈꯤ꯫ ꯏꯪ ꯂꯤꯁꯤꯡ ꯑꯃ ꯆꯃꯥꯄꯟ ꯇꯔꯥꯇꯔꯦꯠꯀꯤ ꯑꯣꯛꯇꯣꯕꯔꯒꯤ ꯃꯇꯨꯡꯗꯥ ꯌꯨꯝ ꯑꯁꯤ ꯑꯌꯥꯝꯕꯅꯥ ꯃꯄꯨ ꯍꯣꯡꯗꯣꯜꯈꯤ꯫ ꯃꯁꯤ ꯀ꯭ꯂꯕ, ꯂꯥꯏꯕ꯭ꯔꯦꯔꯤ ꯑꯃꯁꯨꯡ ꯀ꯭ꯂꯥꯁꯔꯨꯝ ꯑꯃꯥ ꯑꯣꯏꯅꯥ ꯁꯤꯖꯤꯟꯅꯔꯝꯃꯤ꯫ ꯕꯦꯖꯃꯦꯟꯇ ꯑꯃꯁꯨꯡ ꯒ꯭ꯔꯥꯎꯟꯗ ꯐ꯭ꯂꯣꯔꯒꯤ ꯔꯨꯝꯁꯤꯡꯒꯤ ꯁꯔꯨꯛ ꯑꯃꯥ ꯍꯥꯎꯖꯤꯡ ꯑꯣꯏꯅꯥ ꯁꯤꯖꯤꯟꯅꯈꯤ꯫ ꯃꯁꯤꯗꯥ ꯌꯥꯎꯔꯤꯕꯁꯤꯡꯗꯤ: ꯀꯦꯊꯔꯤꯟ, ꯒ꯭ꯔꯤꯒꯣꯔꯤ ꯄꯣꯇꯦꯝꯀꯤꯟ, ꯑꯂꯦꯛꯖꯦꯟꯗꯔ ꯁꯨꯚꯣꯔꯣꯚ, ꯄ꯭ꯂꯥꯇꯟ ꯖꯨꯕꯣꯚ, ꯃꯤꯈꯥꯏꯜ ꯀꯨꯇꯨꯖꯣꯚ, ꯖꯣꯁꯦꯐ ꯗꯦ ꯔꯤꯕꯥꯁ, ꯂꯨꯏꯁ ꯑꯂꯦꯛꯖꯦꯟꯗꯔ ꯑꯦꯟꯗ꯭ꯔꯣꯜ ꯗꯦ ꯂꯦꯡꯒꯦꯔꯣꯅꯅꯥ ꯁꯥꯏꯟ ꯇꯧꯔꯕꯥ ꯗꯣꯀꯨꯃꯦꯟꯇꯁꯤꯡ ꯑꯣꯗꯦꯁꯥꯒꯤ ꯃꯤꯍꯨꯠ ꯑꯣꯏꯕꯥ ꯕꯤꯜꯗꯤꯡꯁꯤꯡꯒꯤ ꯑꯥꯔꯀꯤꯇꯦꯚꯆꯔ ꯑꯃꯁꯨꯡ ꯏꯟꯖꯤꯅꯤꯌ꯭ꯔꯤꯡ ꯗꯤꯖꯥꯏꯅꯁꯤꯡ; ꯑꯣꯗꯦꯁꯥꯗꯥ ꯂꯩꯕꯥ ꯑꯥꯔꯇꯤꯁ꯭ꯇꯁꯤꯡꯒꯤ ꯒ꯭ꯔꯥꯐꯤꯛ ꯑꯃꯁꯨꯡ ꯄꯤꯛꯆꯔꯒꯤ ꯊꯕꯛꯁꯤꯡ; ꯑꯦ. ꯃꯣꯛꯂꯥꯀꯣꯚꯁ꯭ꯀꯤ, ꯏ. ꯕꯨꯀꯣꯚꯦꯠꯁ꯭ꯀꯤ, ꯑꯦꯏꯆ. ꯀꯨꯖꯅꯦꯠꯁꯣꯚ, ꯖꯤ. ꯆꯦꯁ꯭ꯇꯥꯍꯣꯚꯁ꯭ꯀꯤ, ꯗꯤ. ꯀ꯭ꯔꯥꯏꯅꯦꯚꯅꯥ ꯁꯦꯝꯕꯥ ꯇꯔꯥꯃꯄꯟꯁꯨꯕꯥ ꯑꯃꯗꯤ ꯀꯨꯟꯁꯨꯕꯥ ꯆꯍꯤꯆꯥꯒꯤ ꯑꯍꯥꯟꯕ ꯁꯔꯨꯛ; ꯑꯥꯏꯀꯟꯁꯤꯡ, ꯈꯨꯠꯂꯥꯏꯁꯤꯡ ꯑꯃꯁꯨꯡ ꯌꯨꯝꯒꯤ ꯄꯣꯠꯂꯝꯁꯤꯡ, ꯅ꯭ꯌꯨꯃꯤꯖꯃꯦꯇꯤꯛ ꯑꯃꯁꯨꯡ ꯀꯥꯔꯇꯣꯒ꯭ꯔꯥꯐꯤꯛ ꯃꯦꯇꯔꯤꯑꯦꯜꯁꯤꯡ ꯈꯣꯝꯖꯤꯟꯕꯅꯤ꯫ ꯃꯁꯤꯁꯨ ꯌꯦꯡꯕꯤꯌꯨ ꯄꯣꯜꯇꯥꯚꯥ ꯑꯥꯔ꯭ꯠ ꯃ꯭ꯌꯨꯖꯤꯌꯝ ꯃꯇꯦꯡ ꯂꯧꯔꯛꯐꯝ :ꯏꯎꯔꯣꯞ ꯑꯔꯤꯕ ꯄꯣꯠꯆꯩ ꯊꯝꯐꯝ ꯑꯣꯗꯦꯁꯥ ꯑꯣꯕ꯭ꯂꯥꯁ꯭ꯠ ꯑꯁꯤ ꯌꯨꯀ꯭ꯔꯦꯟꯒꯤ ꯈ꯭ꯋꯥꯏꯗꯒꯤ ꯆꯥꯎꯕꯥ ꯍꯥꯏꯅ ꯊꯥꯕ ꯂꯝꯗꯝꯅꯤ꯫ ꯂꯃꯗꯝ ꯑꯁꯤ ꯅꯣꯡꯆꯨꯞ ꯊꯪꯕꯥ ꯕ꯭ꯂꯦꯛ ꯁꯃꯨꯗ꯭ꯔꯒꯤ ꯁꯃꯨꯗ꯭ꯔ ꯈꯣꯡꯕꯥꯜꯒꯤ ꯑꯐꯕꯥ ꯀ꯭ꯂꯥꯏꯃꯦꯠꯇꯥ ꯂꯩ, ꯗꯅꯨꯕ ꯇꯨꯔꯦꯜꯒꯤ ꯃꯅꯥꯛꯇꯥ ꯂꯩꯕꯥ ꯇꯤꯂꯤꯍꯨꯜ ꯏꯁ꯭ꯇꯨꯔꯤ ꯐꯥꯎꯕꯅꯤ꯫ ꯏꯪ ꯂꯤꯁꯤꯡ ꯑꯅꯤ ꯇꯔꯥꯃꯉꯥꯒꯤ ꯗꯦꯇꯥꯒꯤ ꯃꯇꯨꯡ ꯏꯟꯅꯥ, ꯑꯡꯒꯨꯔ ꯄꯨꯊꯣꯛꯄ ꯑꯁꯤ ꯖꯤꯂꯥ ꯀꯨꯟꯇꯔꯨꯛꯀꯤ ꯃꯅꯨꯡꯗꯥ ꯇꯔꯥꯍꯨꯝꯗꯣꯏꯗꯥ ꯄꯥꯡꯊꯣꯛꯏ (ꯌꯨꯀ꯭ꯔꯦꯟꯒꯤ ꯃꯃꯥꯡꯒꯤ ꯑꯦꯗꯃꯤꯅꯤꯁ꯭ꯠꯔꯦꯇꯤꯕ-ꯇꯦꯔꯤꯇꯣꯔꯤꯌꯜ ꯗꯤꯕꯤꯖꯟꯒꯤ ꯃꯇꯨꯡ ꯏꯟꯅꯥ) ꯂꯝꯗꯝ ꯑꯁꯤꯗꯥ ꯕ꯭ꯂꯦꯛ ꯁꯃꯨꯗ꯭ꯔ ꯑꯃꯁꯨꯡ ꯕꯦꯁꯥꯔꯥꯕꯤꯌꯥꯟ ꯋꯥꯏꯟ ꯔꯤꯖꯟꯁꯤꯡ ꯌꯥꯎꯔꯤ꯫ ꯑꯣꯗꯦꯁꯥ ꯔꯤꯖꯟꯗꯥ ꯋꯥꯏꯟ ꯁꯦꯝꯕꯒꯤ ꯄꯨꯋꯥꯔꯤ ꯑꯁꯤ ꯑꯔꯤꯕꯥ ꯃꯇꯝꯗꯒꯤ ꯍꯧꯔꯛꯄꯅꯤ꯫ ꯃꯁꯤꯁꯨ ꯌꯦꯡꯕꯤꯌꯨ ꯚꯣꯂꯣꯗꯤꯃꯤꯔ-ꯚꯣꯂꯤꯟꯁ꯭ꯀꯤ ꯍꯤꯁ꯭ꯇꯣꯔꯤꯀꯦꯜ ꯃ꯭ꯌꯨꯖꯤꯌꯝ ꯃꯇꯦꯡ ꯂꯧꯔꯛꯐꯝ :ꯏꯎꯔꯣꯞ ꯂꯥꯢꯔꯤꯛ ꯄꯔꯤꯡ (ꯕꯨꯛ ꯁꯤꯔꯤꯁ) ꯑꯁꯤ ꯑꯉꯥꯡꯁꯤꯡꯒꯤ ꯂꯥꯢꯔꯤꯛꯁꯤꯡꯒꯤ ꯃꯅꯨꯡꯗꯒꯤ ꯑꯃꯅꯤ꯫ "ꯑꯣꯛ ꯊꯣꯡꯕ" ꯑꯁꯤ ꯑꯣꯛꯁꯥꯁꯤ ꯆꯤꯟꯖꯥꯛ ꯑꯣꯢꯅꯕ ꯊꯣꯡꯕ ꯍꯤꯟꯖꯥꯡ ꯃꯊꯦꯜ ꯑꯃꯅꯤ꯫